"ꯗꯦꯇꯥ ꯁ꯭ꯇꯣꯔꯦꯖ" ꯍꯥꯏꯕ ꯋꯥꯍꯩ ꯑꯁꯤꯒꯤ ꯃꯦꯇꯥꯐꯣꯔ ꯑꯃꯥ ꯊꯤꯕꯤꯌꯨ꯫ "ꯗꯦꯇꯥ ꯁ꯭ꯇꯣꯔꯦꯖ"ꯒꯤ ꯑꯣꯏꯊꯣꯛꯄ ꯌꯥꯕ ꯃꯦꯇꯥꯐꯣꯔ ꯑꯃꯗꯤ ꯑꯆꯧꯕ ꯂꯥꯏꯕ꯭ꯔꯦꯔꯤ ꯑꯃꯅꯤ꯫ ꯂꯥꯏꯕ꯭ꯔꯦꯔꯤ꯫ ꯂꯥꯏꯕ꯭ꯔꯦꯔꯤ ꯑꯃꯅ ꯂꯥꯏꯔꯤꯛ ꯑꯃꯍꯦꯛꯇꯕꯨ ꯃꯁꯥꯒꯤ ꯑꯀꯛꯅꯕ ꯃꯐꯝꯗꯒꯤ ꯂꯧꯊꯣꯛꯄ ꯉꯝꯕꯒꯨꯝꯅ, ꯃꯊꯧ ꯇꯥꯔꯛꯄ ꯃꯇꯝꯗ ꯗꯦꯇꯥ ꯑꯗꯨ ꯌꯥꯝꯅ ꯊꯨꯅ ꯑꯃꯁꯨꯡ ꯌꯥꯝꯅ ꯂꯥꯏꯅ ꯁ꯭ꯇꯣꯔꯦꯖꯗꯒꯤ ꯂꯧꯊꯣꯛꯄ ꯌꯥꯏ꯫ ꯑꯃꯁꯨꯡ ꯂꯥꯏꯕ꯭ꯔꯦꯔꯤ ꯑꯃꯅ ꯃꯈꯣꯏꯒꯤ ꯈꯣꯝꯖꯤꯟꯕ ꯑꯗꯨ ꯂꯦꯞꯇꯅ ꯍꯥꯞꯆꯤꯜꯂꯤ ꯑꯃꯁꯨꯡ ꯑꯄꯗꯦꯠ ꯇꯧꯕꯒꯨꯝꯅ, ꯍꯣꯡꯂꯛꯂꯤꯕ ꯃꯊꯧ ꯇꯥꯕꯁꯤꯡ ꯑꯃꯁꯨꯡ ꯇꯦꯛꯅꯣꯂꯣꯖꯤꯒ ꯂꯣꯏꯅꯅ ꯆꯠꯃꯤꯟꯅꯅꯕ ꯗꯦꯇꯥ ꯁ꯭ꯇꯣꯔꯦꯖꯁꯨ ꯆꯥꯡ ꯅꯥꯏꯅ ꯌꯦꯡꯁꯤꯟꯅꯕ ꯑꯃꯁꯨꯡ ꯑꯞꯗꯦꯠ ꯇꯧꯒꯗꯕꯅꯤ꯫ ꯀꯣꯐꯤ ꯑꯃꯁꯨꯡ ꯆꯥꯒ ꯆꯥꯡꯗꯝꯅꯕ ꯑꯃꯁꯨꯡ ꯀꯟꯇꯔꯁ꯭ꯠ ꯇꯧꯕ꯫ ꯀꯣꯐꯤ ꯑꯃꯁꯨꯡ ꯆꯥ ꯑꯁꯤ ꯃꯥꯂꯦꯝ ꯁꯤꯟꯕ ꯊꯨꯡꯅ ꯊꯛꯄ ꯈ꯭ꯋꯥꯏꯗꯒꯤ ꯃꯃꯤꯡ ꯆꯠꯄ ꯊꯛꯅꯕ ꯏꯁꯤꯡ ꯑꯅꯤꯅꯤ, ꯑꯃꯁꯨꯡ ꯑꯅꯤꯃꯛ ꯑꯁꯤ ꯆꯍꯤ ꯂꯤꯁꯤꯡ ꯀꯌꯥꯗꯒꯤ ꯊꯛꯄ ꯌꯥꯕ ꯊꯛꯅꯕ ꯏꯁꯤꯡꯅꯤ꯫ ꯃꯈꯣꯏꯁꯤꯡ ꯑꯁꯤ ꯃꯤꯌꯥꯝꯅ ꯄꯥꯝꯅꯔꯕꯁꯨ ꯑꯅꯤꯁꯤꯒꯤ ꯃꯔꯛꯇ ꯈꯦꯠꯅꯕ ꯀꯌꯥ ꯂꯩꯔꯤ꯫ ꯀꯣꯐꯤ ꯑꯃꯁꯨꯡ ꯆꯥꯒꯤ ꯃꯔꯛꯇ ꯈ꯭ꯋꯥꯏꯗꯒꯤ ꯃꯌꯦꯛ ꯁꯦꯡꯕ ꯈꯦꯟꯅꯕ ꯑꯃꯗꯤ ꯀꯣꯐꯤ ꯑꯁꯤ ꯔꯣꯁ꯭ꯇꯦꯗ ꯀꯣꯐꯤ ꯕꯤꯟꯗꯒꯤ ꯁꯦꯝꯕꯅꯤ, ꯑꯗꯨꯒ ꯆꯥ ꯑꯁꯤ ꯆꯥꯒꯤ ꯄꯥꯝꯕꯤꯒꯤ ꯃꯄꯥꯟ, ꯈꯣꯡꯎꯞ ꯑꯃꯁꯨꯡ ꯈꯣꯡꯎꯄꯇꯒꯤ ꯁꯦꯝꯕꯅꯤ꯫ ꯃꯁꯤꯅ ꯃꯔꯝ ꯑꯣꯏꯗꯨꯅ ꯑꯅꯤꯁꯤꯒꯤ ꯄꯨꯊꯣꯛꯄ ꯑꯃꯁꯨꯡ ꯄ꯭ꯔꯣꯁꯦꯁꯤꯡ ꯑꯁꯤ ꯈꯔ ꯈꯦꯠꯅꯩ: ꯀꯣꯐꯤ ꯑꯁꯤ ꯔꯣꯁ꯭ꯠ ꯇꯧꯕ, ꯒ꯭ꯔꯤꯟ ꯇꯧꯕ ꯑꯃꯁꯨꯡ ꯕ꯭ꯔꯨꯏꯪ ꯇꯧꯕ ꯌꯥꯎꯏ, ꯑꯗꯨꯒ ꯆꯥꯗ ꯁꯣꯛꯄ, ꯂꯣꯜ ꯇꯧꯕ ꯅꯠꯇꯔꯒ ꯀꯨꯞꯁꯤꯟꯕ, ꯑꯣꯛꯁꯤꯖꯦꯟ ꯊꯥꯗꯣꯛꯄ, ꯑꯃꯁꯨꯡ ꯐꯥꯏꯔꯤꯡ ꯅꯠꯇꯔꯒ ꯁ꯭ꯇꯤꯝ ꯇꯧꯕ ꯌꯥꯎꯏ꯫ ꯃꯁꯛ ꯃꯑꯣꯡꯒꯤ ꯃꯇꯥꯡꯗ, ꯀꯣꯐꯤ ꯑꯃꯁꯨꯡ ꯆꯥ ꯑꯅꯤꯃꯛ ꯑꯀꯛꯅꯕ ꯃꯈꯜ, ꯔꯣꯁ꯭ꯠ ꯑꯃꯁꯨꯡ ꯁꯦꯝ-ꯁꯥꯕꯒꯤ ꯃꯑꯣꯡꯒꯤ ꯃꯇꯨꯡ ꯏꯟꯅ ꯌꯥꯝꯅ ꯈꯦꯠꯅꯕ ꯌꯥꯏ꯫ ꯀꯣꯐꯤ ꯑꯁꯤ ꯃꯍꯧꯁꯥꯅ ꯔꯤꯆ, ꯕꯣꯜꯗ ꯐ꯭ꯂꯦꯕꯔ ꯑꯃꯁꯨꯡ ꯑꯦꯔꯣꯃꯥ ꯂꯩ ꯍꯥꯏꯅ ꯃꯁꯛ ꯈꯪꯅꯩ, ꯑꯗꯨꯒ ꯆꯥ ꯑꯁꯤꯗꯤ ꯃꯁꯛ ꯊꯣꯛꯄ, ꯃꯆꯨꯒꯤ ꯅꯣꯠꯁꯤꯡꯗꯒꯤ ꯍꯧꯔꯒ ꯑꯀꯟꯕ, ꯃꯥꯂꯦꯃꯒꯤ ꯑꯣꯏꯕ ꯃꯆꯤꯟꯖꯥꯛꯁꯤꯡ ꯐꯥꯎꯕ ꯌꯥꯎꯕ ꯌꯥꯏ꯫ ꯀꯦꯐꯤꯒꯤ ꯆꯥꯡ ꯑꯁꯤ ꯀꯣꯐꯤ ꯑꯃꯁꯨꯡ ꯆꯥꯒꯤ ꯈꯦꯠꯅꯕ ꯑꯇꯣꯞꯄ ꯃꯐꯝ ꯑꯃꯅꯤ꯫ ꯀꯣꯐꯤ ꯀꯞ ꯑꯃꯗ ꯃꯍꯧꯁꯥꯅ ꯆꯥ ꯀꯞ ꯑꯃꯗꯒꯤ ꯍꯦꯟꯅ ꯀꯦꯐꯤꯟ ꯌꯥꯎꯏ, ꯑꯗꯨꯕꯨ ꯃꯁꯤ ꯆꯥ ꯅꯠꯇꯔꯒ ꯀꯣꯐꯤ ꯃꯈꯜ, ꯁꯦꯝ-ꯁꯥꯕꯒꯤ ꯃꯑꯣꯡ ꯑꯃꯁꯨꯡ ꯄꯤꯖꯕꯒꯤ ꯆꯥꯡ ꯑꯁꯤꯅꯆꯤꯡꯕ ꯐꯦꯛꯇꯔ ꯀꯌꯥꯒꯤ ꯃꯇꯨꯡꯏꯟꯅꯥ ꯈꯦꯠꯅꯕ ꯌꯥꯏ꯫ ꯀꯣꯐꯤ ꯑꯃꯁꯨꯡ ꯆꯥꯒꯤ ꯃꯔꯛꯇ ꯂꯩꯕꯥ ꯃꯔꯨꯑꯣꯏꯕ ꯃꯥꯟꯅꯕ ꯑꯃꯗꯤ ꯑꯅꯤꯃꯛ ꯑꯁꯤ ꯍꯛꯁꯦꯜꯒꯤ ꯑꯣꯏꯕ ꯀꯥꯟꯅꯕ ꯄꯤꯕ ꯌꯥꯏ ꯍꯥꯏꯅ ꯈꯪꯅꯕꯅꯤ꯫ ꯑꯅꯤꯃꯛꯇ ꯑꯦꯟꯇꯤꯑꯣꯛꯁꯤꯗꯦꯟꯇ ꯑꯃꯁꯨꯡ ꯑꯇꯣꯞꯄ ꯀꯥꯟꯅꯕ ꯀꯝꯄꯥꯎꯟꯗꯁꯤꯡ ꯌꯥꯎꯏ ꯑꯃꯁꯨꯡ ꯔꯤꯁꯔ꯭ꯆꯅ ꯇꯥꯛꯂꯤ ꯃꯗꯨꯗꯤ ꯊꯛꯅꯕ ꯏꯁꯤꯡ ꯑꯃꯠꯇ ꯆꯥꯡ ꯅꯥꯏꯅ ꯊꯛꯄꯅ ꯀ꯭ꯔꯣꯅꯤꯛ ꯂꯥꯏꯅ ꯀꯌꯥꯒꯤ ꯔꯤꯁ꯭ꯛ ꯍꯟꯊꯍꯟꯕ ꯌꯥꯏ꯫ ꯈꯪꯖꯤꯟꯒꯗꯕ ꯑꯃꯅ, ꯀꯣꯐꯤ ꯑꯃꯁꯨꯡ ꯆꯥ ꯑꯁꯤ ꯌꯥꯝꯅ ꯇꯣꯞ ꯇꯣꯞꯄ ꯊꯛꯅꯕꯥ ꯏꯁꯤꯡ ꯑꯅꯤꯅꯤ, ꯃꯈꯣꯏꯗꯨꯒꯤ ꯃꯔꯛꯇ ꯀꯃꯟ ꯑꯣꯏꯕ ꯋꯥꯐꯝ ꯈꯔ ꯂꯩ꯫ ꯈꯨꯗꯤꯡꯃꯛꯀꯤ ꯃꯁꯥꯒꯤ ꯑꯣꯏꯕ ꯑꯈꯟꯅꯕ ꯃꯁꯛ, ꯄꯨꯊꯣꯛꯄꯒꯤ ꯃꯑꯣꯡ, ꯑꯃꯁꯨꯡ ꯑꯣꯏꯊꯣꯛꯄ ꯌꯥꯕ ꯍꯛꯁꯦꯜꯒꯤ ꯀꯥꯟꯅꯕ ꯂꯩ, ꯃꯁꯤꯅ ꯃꯈꯣꯏ ꯑꯅꯤꯃꯛ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒꯤ ꯅꯨꯡꯁꯤꯖꯔꯕ ꯈꯟꯕꯁꯤꯡ ꯑꯣꯏꯍꯜꯂꯤ꯫